" ꯀꯝꯄꯅꯤ ꯑꯃꯅ ꯀꯔꯝꯅ ꯏꯝꯄ꯭ꯂꯣꯌꯤꯁꯤꯡꯒꯤ ꯄ꯭ꯔꯗꯛꯇꯤꯚꯤꯇꯤ ꯍꯦꯟꯒꯠꯍꯟꯒꯅꯤ? ꯃꯈꯥꯗ ꯀꯝꯄꯅꯤ ꯑꯃꯅ ꯏꯝꯄ꯭ꯂꯣꯌꯤꯁꯤꯡꯒꯤ ꯄ꯭ꯔꯗꯛꯇꯤꯚꯤꯇꯤ ꯍꯦꯟꯒꯠꯍꯟꯅꯕ ꯁꯤꯖꯤꯟꯅꯕ ꯌꯥꯕ ꯁ꯭ꯇꯔꯥꯇꯦꯖꯤ ꯈꯔꯗꯤ ꯃꯈꯥꯗ ꯄꯤꯔꯤ: ꯃꯌꯦꯛ ꯁꯦꯡꯕ ꯄꯥꯟꯗꯝꯁꯤꯡ ꯊꯝꯕ- ꯏꯝꯄ꯭ꯂꯣꯌꯤꯁꯤꯡꯒꯤꯗꯃꯛꯇ ꯄꯥꯟꯗꯝ ꯑꯃꯁꯨꯡ ꯑꯦꯛꯁꯄꯦꯛꯇꯦꯁꯟꯁꯤꯡ ꯃꯌꯦꯛ ꯁꯦꯡꯅ ꯂꯦꯞꯊꯣꯛꯄ ꯑꯃꯁꯨꯡ ꯄꯥꯎ ꯐꯥꯎꯗꯣꯛꯄ ꯃꯔꯝ ꯑꯗꯨꯅ ꯃꯈꯣꯏꯅ ꯀꯝꯄꯅꯤꯒꯤ ꯃꯤꯠꯌꯦꯡ ꯑꯃꯁꯨꯡ ꯄꯥꯟꯗꯝ ꯑꯗꯨ ꯈꯪꯏ꯫ ꯑꯆꯨꯝꯕ ꯈꯨꯠꯂꯥꯏꯁꯤꯡ ꯑꯃꯁꯨꯡ ꯔꯤꯁꯣꯔꯁꯁꯤꯡ ꯄꯤꯕ- ꯏꯝꯄ꯭ꯂꯣꯌꯤꯁꯤꯡꯅ ꯃꯈꯣꯏꯒꯤ ꯊꯕꯛ ꯑꯗꯨ ꯏꯐꯤꯁꯤꯑꯦꯟꯇ ꯑꯣꯏꯅ ꯄꯥꯡꯊꯣꯛꯅꯕꯒꯤꯗꯃꯛ ꯃꯊꯧ ꯇꯥꯕ ꯈꯨꯠꯂꯥꯏꯁꯤꯡ, ꯇꯦꯛꯅꯣꯂꯣꯖꯤ ꯑꯃꯁꯨꯡ ꯔꯤꯁꯣꯔꯁꯁꯤꯡ ꯁꯣꯏꯗꯅ ꯂꯩꯍꯟꯕ꯫ ꯍꯛꯁꯦꯜ ꯐꯕ ꯋꯥꯔꯛ-ꯂꯥꯏꯐ ꯕꯦꯂꯦꯟꯁ ꯑꯃ ꯄꯨꯛꯅꯤꯡ ꯊꯧꯒꯠꯄ- ꯐ꯭ꯂꯦꯛꯁꯤꯕꯜ ꯑꯣꯏꯕ ꯄꯨꯡꯁꯤꯡ, ꯔꯤꯃꯣꯠ ꯋꯥꯔꯛ ꯑꯣꯞꯁꯟꯁꯤꯡ ꯄꯤꯗꯨꯅ, ꯑꯃꯁꯨꯡ ꯏꯝꯄ꯭ꯂꯣꯌꯤꯁꯤꯡꯅ ꯃꯊꯧ ꯇꯥꯕ ꯃꯇꯝꯗ ꯕ꯭ꯔꯦꯛ ꯑꯃꯁꯨꯡ ꯃꯇꯝ ꯂꯦꯞꯅꯕ ꯄꯨꯛꯅꯤꯡ ꯊꯧꯒꯠꯇꯨꯅ ꯍꯛꯁꯦꯜ ꯐꯕ ꯋꯥꯔꯛ-ꯂꯥꯏꯐ ꯕꯦꯂꯦꯟꯁ ꯑꯃ ꯄ꯭ꯔꯣꯃꯣꯠ ꯇꯧꯕ꯫ ꯃꯁꯛ ꯈꯪꯗꯣꯛꯄ ꯑꯃꯁꯨꯡ ꯃꯅꯥ ꯄꯤꯕ- ꯀꯟꯅ ꯍꯣꯠꯅꯕ ꯑꯃꯁꯨꯡ ꯃꯥꯏ ꯄꯥꯛꯄꯁꯤꯡ ꯈꯪꯗꯣꯛꯄ ꯑꯃꯁꯨꯡ ꯃꯅꯥ ꯄꯤꯕ ꯃꯁꯤꯅ ꯊꯧꯅ, ꯊꯕꯛꯇ ꯅꯨꯡꯉꯥꯏꯕ ꯑꯃꯁꯨꯡ ꯃꯣꯇꯤꯚꯦꯁꯟ ꯍꯦꯡꯒꯠꯍꯟꯕ ꯉꯝꯒꯅꯤ꯫ ꯄꯣꯖꯤꯇꯤꯚ ꯑꯣꯏꯕ ꯊꯕꯛꯀꯤ ꯑꯀꯣꯌꯔꯣꯟ ꯑꯃꯥ ꯁꯦꯃꯒꯠꯄ- ꯏꯝꯄ꯭ꯂꯣꯌꯤꯁꯤꯡꯒꯤ ꯑꯦꯟꯒꯦꯗꯖꯃꯦꯟꯇ ꯑꯃꯁꯨꯡ ꯄ꯭ꯔꯗꯛꯇꯤꯚꯤꯇꯤ ꯐꯒꯠꯍꯟꯅꯕ ꯏꯀꯥꯏ ꯈꯨꯝꯅꯕ, ꯁꯄꯣꯔꯠ ꯇꯧꯕ ꯑꯃꯁꯨꯡ ꯏꯟꯀ꯭ꯂꯨꯁꯤꯚ ꯑꯣꯏꯕ ꯊꯕꯛꯀꯤ ꯑꯀꯣꯏꯔꯣꯟ ꯑꯃ ꯁꯦꯝꯕ꯫ ꯒ꯭ꯔꯣꯊ ꯑꯃꯁꯨꯡ ꯗꯤꯚꯦꯂꯞꯃꯦꯟꯇꯒꯤ ꯈꯨꯗꯣꯡꯆꯥꯕꯁꯤꯡ ꯄꯤꯕ- ꯏꯝꯄ꯭ꯂꯣꯌꯤꯁꯤꯡꯗ ꯇ꯭ꯔꯦꯅꯤꯡ, ꯗꯤꯚꯦꯂꯞꯃꯦꯟꯇ, ꯑꯃꯁꯨꯡ ꯀꯦꯔꯤꯌꯔ ꯑꯦꯗꯚꯥꯟꯁꯃꯦꯟꯇꯀꯤ ꯈꯨꯗꯣꯡꯆꯥꯕꯁꯤꯡ ꯄꯤꯕ ꯃꯁꯤꯅ ꯃꯈꯣꯏꯗ ꯑꯅꯧꯕ ꯁ꯭ꯀꯤꯜꯁꯤꯡ ꯂꯧꯕ, ꯑꯦꯟꯒꯦꯖ ꯇꯧꯕ ꯑꯃꯁꯨꯡ ꯃꯃꯜ ꯂꯩꯕ ꯐꯥꯎꯕꯗ ꯃꯇꯦꯡ ꯄꯥꯡꯉꯤ꯫ ꯑꯣꯄꯟ ꯀꯝꯃ꯭ꯌꯨꯅꯤꯀꯦꯁꯟ ꯄꯨꯛꯅꯤꯡ ꯊꯧꯒꯠꯄ- ꯑꯣꯄꯟ-ꯗꯣꯔ ꯄꯣꯂꯤꯁꯤ ꯑꯃ ꯁꯦꯝꯃꯨ ꯑꯃꯁꯨꯡ ꯏꯝꯄ꯭ꯂꯣꯌꯤꯁꯤꯡꯅ ꯋꯥꯈꯜꯂꯣꯟꯁꯤꯡ, ꯋꯥꯈꯜ ꯋꯥꯕ ꯑꯃꯁꯨꯡ ꯐꯤꯗꯕꯦꯛ ꯁꯦꯌꯔ ꯇꯧꯅꯕ ꯄꯨꯛꯅꯤꯡ ꯊꯧꯒꯠꯄ ꯑꯁꯤꯅ ꯃꯈꯣꯏꯅ ꯇꯥꯕ ꯑꯃꯁꯨꯡ ꯃꯃꯜ ꯂꯩꯕ ꯐꯥꯎꯋꯤ꯫ ꯁ꯭ꯇꯔꯥꯇꯦꯖꯤꯁꯤꯡ ꯑꯁꯤ ꯏꯝꯄ꯭ꯂꯤꯃꯦꯟꯇ ꯇꯧꯗꯨꯅ ꯀꯝꯄꯦꯅꯤ ꯑꯃꯅ ꯃꯈꯣꯏꯒꯤ ꯏꯝꯄ꯭ꯂꯣꯌꯤꯁꯤꯡꯕꯨ ꯄ꯭ꯔꯗꯛꯇꯤꯚ ꯑꯣꯏꯅ ꯊꯕꯛ ꯇꯧꯕꯗ ꯑꯃꯁꯨꯡ ꯃꯈꯣꯏꯒꯤ ꯃꯄꯨꯡ ꯐꯥꯕ ꯄꯣꯇꯦꯟꯁꯤꯌꯦꯜ ꯑꯗꯨ ꯌꯧꯍꯟꯕꯗ ꯃꯇꯦꯡ ꯄꯥꯡꯕ ꯉꯝꯒꯅꯤ꯫ 'ꯃꯇꯨꯡꯗ' ꯑꯃꯁꯨꯡ 'ꯃꯇꯨꯡꯗ ꯂꯥꯛꯄ ꯍꯥꯏꯕ ꯋꯥꯍꯩꯁꯤꯡꯒꯤ ꯃꯔꯛꯇ ꯂꯩꯔꯤꯕ ꯈꯦꯠꯅꯕꯁꯤꯡ ꯑꯗꯨ ꯑꯦꯅꯂꯥꯏꯖ ꯇꯧꯕ- "ꯃꯇꯨꯡꯗ ꯂꯥꯛꯄ "" ꯍꯥꯏꯕ ꯋꯥꯍꯩ ꯑꯁꯤ ""ꯃꯇꯝ ꯑꯃꯗ ꯀꯔꯤꯒꯨꯝꯕ ꯑꯃꯒꯤ ꯃꯇꯨꯡꯗ ꯂꯥꯛꯄ " ꯅꯠꯇ꯭ꯔꯒ ""ꯑꯍꯣꯡꯕ ꯅꯠꯇ꯭ꯔꯒ ꯃꯇꯨꯡ ꯇꯥꯔꯛꯄ "" ꯍꯥꯏꯕ ꯑꯦꯗꯖꯦꯛꯇꯤꯚ ꯑꯃꯅꯤ꯫ ꯈꯨꯗꯝ ꯑꯣꯏꯅ, ꯀꯅꯥꯒꯨꯝꯕ ꯑꯃꯅ ꯍꯥꯏꯔꯛꯄ ꯌꯥꯏ, ""ꯑꯩꯅ ꯑꯩꯒꯤ ꯊꯕꯛ ꯂꯣꯏꯁꯤꯟꯈꯤ ꯑꯃꯁꯨꯡ ꯃꯗꯨꯒꯤ ꯃꯇꯨꯡꯗ ꯑꯩꯅ ꯈꯣꯡꯅ ꯆꯠꯈꯤ"" ꯃꯁꯤꯒꯤ ꯀꯦꯁ ꯑꯁꯤꯗ ꯋꯥꯀꯠ ꯑꯁꯤ ꯊꯕꯛ ꯂꯣꯏꯔꯕ ꯃꯇꯨꯡꯗ ꯊꯣꯛꯈꯤꯕꯅꯤ꯫ ꯑꯃꯔꯣꯝꯗ "ꯁꯕꯁꯤꯀꯨꯋꯦꯟꯇ"" ꯍꯥꯏꯕꯁꯤ ꯏꯪꯂꯤꯁꯀꯤ ꯋꯥꯍꯩ ꯅꯠꯇꯦ꯫ ꯃꯁꯤ "ꯃꯇꯨꯡꯗ" ꯍꯥꯏꯕ ꯋꯥꯍꯩ ꯑꯁꯤꯒꯤ ꯑꯔꯥꯟꯕ ꯋꯥꯍꯩ ꯑꯣꯏꯅ ꯎꯕ ꯐꯪꯉꯤ꯫ ꯃꯁꯤꯒꯤ ꯑꯔꯊꯗꯤ "ꯃꯇꯨꯡꯗ" ꯍꯥꯏꯕꯅꯤ꯫ ꯈꯨꯗꯝ ꯑꯣꯏꯅ, ꯀꯅꯥꯒꯨꯝꯕ ꯑꯃꯅ ꯍꯥꯏꯔꯛꯄ ꯌꯥꯏ, "ꯑꯩꯅ ꯑꯩꯒꯤ ꯊꯕꯛ ꯂꯣꯏꯁꯤꯟꯈꯤ ꯑꯃꯁꯨꯡ ꯃꯇꯨꯡ ꯇꯥꯔꯛꯄꯗ ꯈꯣꯡꯅ ꯆꯠꯈꯤ"ꯍꯥꯏꯕꯁꯤꯅ ꯈꯣꯡꯆꯠ ꯑꯗꯨ ꯊꯕꯛ ꯂꯣꯏꯔꯕ ꯃꯇꯨꯡꯗ ꯊꯣꯛꯈꯤ ꯍꯥꯏꯕꯅꯤ꯫ ꯈꯪꯖꯤꯟꯒꯗꯕ ꯑꯃꯅ, "ꯃꯇꯨꯡꯗ ꯂꯥꯛꯄ"" ꯍꯥꯏꯕꯁꯤ ""ꯃꯇꯝ ꯑꯃꯗ ꯀꯔꯤꯒꯨꯝꯕ ꯑꯃꯒꯤ ꯃꯇꯨꯡꯗ ꯂꯥꯛꯄ"" ꯍꯥꯏꯕꯅꯤ, ꯑꯗꯨꯒ "ꯃꯇꯨꯡꯗ" ꯍꯥꯏꯕꯁꯤ ꯏꯪꯂꯤꯁꯀꯤ ꯋꯥꯍꯩ ꯅꯠꯇꯦ ꯑꯃꯁꯨꯡ ꯃꯁꯤꯒꯤ ꯑꯔꯊ ""ꯃꯇꯨꯡꯗ"" ꯍꯥꯏꯕꯁꯤꯒꯤ ꯑꯔꯥꯟꯕ ꯋꯥꯍꯟꯊꯣꯛ ꯑꯣꯏꯕ ꯌꯥꯏ꯫"